ꯁꯤꯡꯒꯜ-ꯌꯨꯖ ꯄ꯭ꯂꯥꯁꯇꯤꯛ ꯄꯨꯊꯣꯛꯄꯒꯤ ꯆꯥꯡ ꯑꯁꯤ ꯀꯔꯝꯅ ꯍꯟꯊꯍꯟꯒꯗꯒꯦ ꯍꯥꯏꯕꯒꯤ ꯁꯖꯦꯁꯟ ꯄꯤꯌꯨ꯫ ꯑꯃꯨꯛ ꯍꯟꯅ ꯁꯤꯖꯤꯟꯅꯕ ꯌꯥꯕꯥ ꯄꯦꯀꯦꯖꯤꯡ ꯏꯝꯄꯂꯤꯃꯦꯟꯇ ꯇꯧꯕꯥ: ꯀꯝꯄꯦꯅꯤꯁꯤꯡꯅꯥ ꯁꯤꯡꯒꯜ-ꯌꯨꯖ ꯄ꯭ꯂꯥꯁꯇꯤꯛ ꯁꯤꯖꯤꯟꯅꯕꯒꯤ ꯃꯍꯨꯠꯇ ꯑꯃꯨꯛ ꯍꯟꯅ ꯁꯤꯖꯤꯟꯅꯕ ꯌꯥꯕ ꯅꯠꯇꯔꯒ ꯔꯤꯐꯤꯜ ꯇꯧꯅꯕ ꯍꯜꯂꯛꯄ ꯌꯥꯕ ꯄꯦꯀꯦꯖꯤꯡ ꯗꯤꯖꯥꯏꯟ ꯇꯧꯅꯕ ꯄꯨꯛꯅꯤꯡ ꯊꯧꯒꯠꯄ꯫ ꯋꯥꯈꯜ ꯈꯟꯗꯨꯅ ꯌꯣꯟꯕ: ꯑꯃꯨꯛ ꯍꯟꯅꯥ ꯁꯤꯖꯤꯟꯅꯕꯥ ꯌꯥꯕ ꯕꯦꯒꯁꯤꯡꯒꯥ ꯂꯣꯏꯅꯅ ꯌꯣꯟꯕ, ꯄꯦꯀꯦꯖ-ꯐ꯭ꯔꯤ ꯄꯣꯠꯊꯣꯛꯁꯤꯡ ꯅꯠꯇꯔꯒꯥ ꯀꯝꯄꯣꯁꯇꯦꯕꯜ ꯄꯦꯀꯦꯖꯤꯡꯗꯥ ꯂꯩꯕꯥ ꯄꯣꯠꯊꯣꯛꯁꯤꯡ ꯈꯟꯕꯤꯌꯨ꯫ ꯁꯔꯀꯥꯔꯒꯤ ꯀꯥꯡꯂꯣꯟꯁꯤꯡꯗꯥ ꯃꯇꯦꯡ ꯄꯥꯡꯕ: ꯁꯤꯡꯒꯜ-ꯌꯨꯖ ꯄ꯭ꯂꯥꯁꯇꯤꯛ ꯁꯤꯖꯤꯟꯅꯕꯥ ꯍꯟꯊꯍꯟꯕ ꯅꯠꯇꯔꯒꯥ ꯑꯊꯤꯡꯕꯥ ꯊꯝꯂꯤꯕꯥ ꯑꯥꯏꯅꯁꯤꯡ ꯑꯃꯁꯨꯡ ꯆꯠꯅ-ꯀꯥꯡꯂꯣꯟꯁꯤꯡ ꯁꯄꯣꯔꯠ ꯇꯧꯕꯥ꯫ ꯔꯤꯐꯤꯜ ꯁ꯭ꯇꯦꯁꯟꯁꯤꯡ ꯁꯤꯖꯤꯟꯅꯧ: ꯁꯤꯡꯒꯜ-ꯌꯨꯖ ꯄ꯭ꯂꯥꯁꯇꯤꯛ ꯕꯣꯇꯜꯁꯤꯡ ꯂꯧꯕꯒꯤ ꯃꯍꯨꯠꯇꯥ, ꯑꯃꯨꯛ ꯍꯟꯅꯥ ꯁꯤꯖꯤꯟꯅꯕ ꯌꯥꯕ ꯏꯁꯤꯡꯒꯤ ꯕꯣꯇꯜꯁꯤꯡ ꯔꯤꯐꯤꯜ ꯇꯧꯅꯕ ꯔꯤꯐꯤꯜ ꯁ꯭ꯇꯦꯁꯟꯁꯤꯡ ꯁꯤꯖꯤꯟꯅꯧ꯫ ꯇꯦꯛ-ꯑꯣꯐ ꯋꯦꯁꯠ ꯍꯟꯊꯍꯟꯕꯥ: ꯇꯦꯛ-ꯑꯥꯎꯠ ꯑꯣꯔꯗꯔ ꯇꯧꯕꯥ ꯃꯇꯝꯗ ꯅꯍꯥꯛꯀꯤ ꯀꯟꯇꯦꯅꯔꯁꯤꯡ ꯄꯨꯔꯛꯎ ꯅꯠꯇꯔꯒꯥ ꯀꯝꯄꯣꯁꯠ ꯇꯧꯕ ꯌꯥꯕ ꯅꯠꯇꯔꯒꯥ ꯕꯥꯏꯑꯣꯗꯤꯒ꯭ꯔꯦꯗꯦꯕꯜ ꯀꯟꯇꯦꯅꯔꯁꯤꯡ ꯁꯤꯖꯤꯟꯅꯕ ꯔꯦꯁꯇꯣꯔꯦꯟꯇꯁꯤꯡ ꯈꯟꯕꯤꯌꯨ꯫ ꯀꯝꯄꯣꯁꯠ ꯇꯧꯕ ꯌꯥꯕ ꯅꯠꯇꯔꯒꯥ ꯕꯥꯏꯑꯣꯗꯤꯒ꯭ꯔꯦꯗꯦꯕꯜ ꯑꯣꯏꯕ ꯄꯣꯠꯊꯣꯛꯁꯤꯡ ꯁꯤꯖꯤꯟꯅꯕ: ꯃꯍꯧꯁꯥꯒꯤ ꯑꯣꯏꯕ ꯃꯑꯣꯡꯗ ꯁꯣꯛꯍꯟꯕ ꯌꯥꯕ, ꯑꯀꯣꯏꯔꯣꯟꯗ ꯄ꯭ꯂꯥꯁꯇꯤꯛ ꯑꯃꯣꯠꯄꯥ ꯍꯟꯊꯍꯟꯕꯥ ꯉꯝꯕ ꯄꯣꯠꯊꯣꯛꯁꯤꯡ ꯈꯟꯕꯤꯌꯨ꯫ ꯑꯦꯋꯦꯌꯔꯅꯦꯁ ꯍꯦꯟꯒꯠꯍꯟꯕꯥ: ꯑꯦꯗꯨꯀꯦꯁꯟ ꯑꯃꯁꯨꯡ ꯑꯦꯋꯦꯌꯔꯅꯦꯁ ꯀꯦꯝꯄꯦꯟꯁꯤꯡꯅꯥ ꯃꯤꯌꯥꯝꯗꯥ ꯁꯤꯡꯒꯜ-ꯌꯨꯖ ꯄ꯭ꯂꯥꯁꯇꯤꯛꯀꯤ ꯏꯝꯄꯦꯛꯇ ꯑꯗꯨ ꯈꯪꯕꯗ ꯃꯇꯦꯡ ꯄꯥꯡꯕꯥ ꯉꯝꯒꯅꯤ ꯑꯃꯁꯨꯡ ꯇꯣꯉꯥꯟ ꯇꯣꯉꯥꯟꯕ ꯋꯥꯔꯦꯞ ꯂꯧꯕꯗ ꯄꯨꯛꯅꯤꯡ ꯊꯧꯒꯠꯄ ꯉꯝꯒꯅꯤ꯫ ꯔꯤꯁꯥꯏꯀꯜ ꯇꯧꯕꯒꯤ ꯄ꯭ꯔꯣꯒ꯭ꯔꯥꯃꯁꯤꯡꯗꯥ ꯃꯇꯦꯡ ꯄꯥꯡꯕꯥ: ꯔꯤꯁꯥꯏꯀꯜ ꯇꯧꯕꯒꯤ ꯄ꯭ꯔꯣꯒ꯭ꯔꯥꯃꯁꯤꯡꯗꯥ ꯃꯇꯦꯡ ꯄꯥꯡꯕꯥ ꯑꯃꯁꯨꯡ ꯄ꯭ꯂꯥꯁꯇꯤꯛ ꯑꯃꯣꯠꯄꯁꯤꯡ ꯃꯑꯣꯡ ꯆꯨꯝꯅ ꯂꯧꯊꯣꯛꯇꯨꯅꯥ ꯔꯤꯁꯥꯏꯀꯜ ꯇꯧꯕꯗꯥ ꯄꯨꯛꯅꯤꯡ ꯊꯧꯒꯠꯄꯥ꯫ ꯃꯣꯔꯦꯜ ꯚꯦꯜꯌꯨꯁꯤꯡ ꯍꯥꯏꯕꯁꯤ ꯀꯔꯤꯅꯣ? ꯃꯣꯔꯦꯜ ꯚꯦꯜꯌꯨꯁꯤꯡ ꯍꯥꯏꯕꯗꯤ ꯈꯨꯟꯅꯥꯏꯅ ꯅꯠꯇꯔꯒꯥ ꯃꯤꯑꯣꯏ ꯑꯃꯒꯤ ꯂꯅꯥꯏꯒꯤ ꯑꯣꯏꯕ ꯊꯥꯖꯕꯁꯤꯡꯅ ꯑꯐꯕ, ꯑꯆꯨꯝꯕ ꯑꯃꯁꯨꯡ ꯆꯨꯅꯕ ꯍꯥꯏꯅ ꯂꯧꯕ ꯄ꯭ꯔꯤꯟꯁꯤꯄꯜꯁꯤꯡ ꯅꯠꯇꯔꯒꯥ ꯂꯝꯆꯠ-ꯁꯥꯖꯠꯀꯤ ꯁ꯭ꯇꯦꯟꯗꯔꯗꯁꯤꯡꯅꯤ꯫ ꯃꯈꯣꯏ ꯑꯁꯤ ꯀꯂꯆꯔꯦꯜ, ꯁꯣꯁꯤꯑꯦꯜ ꯑꯃꯁꯨꯡ ꯄꯔꯁꯣꯅꯦꯜ ꯐꯦꯛꯇꯔꯁꯤꯡꯅꯥ ꯁꯣꯛꯍꯜꯂꯤ ꯑꯃꯁꯨꯡ ꯑꯩꯈꯣꯏꯒꯤ ꯋꯥꯔꯦꯞ ꯑꯃꯁꯨꯡ ꯂꯝꯆꯠ-ꯁꯥꯖꯠꯇꯥ ꯂꯝꯖꯤꯡꯕꯗꯥ ꯃꯇꯦꯡ ꯄꯥꯡꯏ꯫ ꯃꯣꯔꯦꯜ ꯚꯦꯜꯌꯨꯁꯤꯡꯒꯤ ꯀꯃꯟ ꯑꯣꯏꯕꯥ ꯈꯨꯗꯝ ꯈꯔꯗꯤ ꯄꯨꯛꯆꯦꯜ ꯁꯦꯡꯕꯥ, ꯏꯀꯥꯏ ꯈꯨꯝꯅꯕ, ꯃꯤꯅꯨꯡꯁꯤ, ꯑꯆꯨꯝꯕ ꯑꯃꯁꯨꯡ ꯊꯧꯗꯥꯡ ꯂꯧꯕꯥ ꯑꯁꯤꯅꯤ꯫ ꯚꯦꯜꯌꯨꯁꯤꯡ ꯑꯁꯤ ꯃꯤꯑꯣꯏ ꯑꯃꯗꯒꯤ ꯃꯤꯑꯣꯏ ꯑꯃꯗ ꯃꯈꯣꯏꯒꯤ ꯏꯟꯇꯔꯄꯔꯤꯇꯦꯁꯟ ꯑꯃꯁꯨꯡ ꯃꯔꯨꯑꯣꯏꯕꯗꯥ ꯈꯦꯠꯅꯕ ꯌꯥꯏ, ꯑꯗꯨꯕꯨ ꯃꯈꯣꯏ ꯑꯁꯤ ꯃꯍꯧꯁꯥꯅ ꯏꯊꯤꯛꯁꯀꯤ ꯑꯀꯅꯕꯥ ꯋꯥꯈꯜꯂꯣꯟ ꯑꯃꯁꯨꯡ ꯑꯇꯣꯞꯄꯁꯤꯡꯒꯤ ꯌꯥꯏꯐ-ꯊꯧꯔꯥꯡꯒꯤ ꯃꯇꯥꯡꯗꯥ ꯋꯥꯈꯜ ꯇꯥꯕꯥ ꯌꯥꯎꯏ꯫ ꯅꯨꯃꯤꯗꯥꯡꯋꯥꯏꯔꯝ ꯑꯃꯗꯥ ꯅꯨꯡꯉꯥꯏꯅꯥ ꯂꯩꯅꯕꯥ ꯃꯤꯌꯥꯝꯅꯥ ꯀꯔꯤ ꯊꯕꯛ ꯇꯧꯕꯥ ꯌꯥꯎꯕꯒꯦ? ꯏꯃꯨꯡ ꯃꯅꯨꯡ ꯅꯠꯇꯔꯒꯥ ꯃꯔꯨꯞ ꯃꯄꯥꯡꯁꯤꯡꯒꯥ ꯂꯣꯏꯅꯅ ꯄꯥꯔꯛꯇꯥ ꯄꯤꯛꯅꯤꯛ ꯑꯃꯥ ꯆꯠꯄꯥ ꯁꯥꯡꯂꯕꯥ ꯅꯦꯆꯔ ꯋꯥꯀꯔ ꯅꯠꯇꯔꯒꯥ ꯍꯥꯏꯀꯤꯡ ꯇꯧꯕꯥ ꯃꯐꯝꯗꯨꯒꯤ ꯃ꯭ꯌꯨꯖꯤꯌꯝ ꯅꯠꯇꯔꯒꯥ ꯑꯥꯔꯠ ꯒꯦꯜꯂꯔꯤ ꯑꯃꯗꯥ ꯆꯠꯄꯥ ꯀꯣꯐꯤ ꯁꯣꯞ ꯑꯃꯗꯥ ꯂꯥꯏꯔꯤꯛ ꯑꯃꯥ ꯄꯥꯕꯥ ꯁꯤꯅꯦꯃꯥ ꯑꯃꯥ ꯌꯦꯡꯕꯥ ꯅꯠꯇꯔꯒꯥ ꯁꯤꯅꯦꯃꯥ ꯃꯦꯔꯥꯊꯣꯟ ꯑꯃꯥ ꯂꯧꯕꯥ꯫ ꯌꯨꯃꯗꯥ ꯅꯨꯡꯉꯥꯏꯅꯥ ꯕꯥꯏꯛ ꯊꯧꯕꯥ ꯂꯣꯀꯦꯜ ꯄꯨꯜ ꯅꯠꯇꯔꯒꯥ ꯕꯤꯆ ꯑꯃꯗꯥ ꯇꯨꯝꯃꯨ ꯄꯦꯟꯇꯤꯡ, ꯅꯤꯇꯤꯡ, ꯒꯥꯔꯗꯦꯅꯤꯡ ꯑꯁꯤꯅꯆꯤꯡꯕꯥ ꯍꯣꯕꯤ ꯑꯃꯗꯥ ꯌꯥꯎꯕꯥ ꯌꯣꯒ ꯅꯠꯇꯔꯒꯥ ꯃꯦꯗꯤꯇꯦꯁꯟ ꯁꯦꯁꯟ ꯑꯃꯥ ꯇꯧꯕꯥ ꯇꯨꯝꯕꯥ ꯅꯠꯇꯔꯒꯥ ꯇꯨꯝꯕꯥ꯫ ꯁꯦꯜꯐ-ꯀꯦꯌꯔ ꯅꯨꯃꯤꯠ ꯑꯃꯥ꯫ ꯅꯨꯃꯤꯗꯥꯡꯋꯥꯏꯔꯝ ꯑꯃꯗꯥ ꯅꯨꯡꯉꯥꯏꯅꯥ ꯂꯩꯅꯕꯥ ꯑꯃꯁꯨꯡ ꯅꯨꯡꯉꯥꯏꯅꯥ ꯂꯩꯅꯕꯥ ꯃꯁꯤꯡ ꯊꯤꯡꯃꯗ꯭ꯔꯕꯥ ꯊꯕꯛ ꯊꯧꯔꯝꯁꯤꯡ ꯂꯩꯔꯤ꯫ ꯃꯔꯨꯑꯣꯏꯕꯥ ꯑꯁꯤ ꯅꯍꯥꯛꯀꯤꯗꯃꯛꯇꯥ ꯈ꯭ꯋꯥꯏꯗꯒꯤ ꯐꯕꯥ ꯊꯕꯛ ꯑꯗꯨ ꯊꯤꯕ ꯑꯃꯁꯨꯡ ꯅꯨꯡꯉꯥꯏꯕꯥ ꯑꯃꯁꯨꯡ ꯅꯨꯡꯉꯥꯏꯕꯥ ꯄꯨꯔꯛꯄꯥ ꯊꯕꯛꯁꯤꯡ ꯇꯧꯕꯅꯤ꯫